ꯌꯥꯝꯅ ꯕꯦꯂꯦꯟꯁ ꯑꯣꯏꯕ ꯆꯤꯟꯖꯥꯛ ꯑꯃꯒꯤ ꯀꯝꯄꯣꯅꯦꯟꯠꯁꯤꯡ ꯑꯗꯨ ꯀꯔꯤꯅꯣ? ꯌꯥꯝꯅ ꯕꯦꯂꯦꯟꯁ ꯑꯣꯏꯕ ꯆꯤꯟꯖꯥꯛ ꯑꯃꯗ ꯃꯍꯧꯁꯥꯅ ꯑꯆꯧꯕꯥ ꯆꯤꯟꯖꯥꯛ ꯀꯥꯡꯂꯨꯞ ꯃꯉꯥ ꯄꯨꯝꯅꯃꯛꯇꯒꯤ ꯂꯥꯛꯄꯥ ꯃꯈꯜ ꯀꯌꯥꯒꯤ ꯅ꯭ꯌꯨꯇꯔꯤꯑꯦꯟꯠ ꯌꯥꯎꯕ ꯆꯤꯟꯖꯥꯛꯁꯤꯡ, ꯑꯆꯨꯝꯕ ꯆꯥꯡꯗ ꯌꯥꯎꯏ꯫ ꯃꯁꯤꯒꯤ ꯃꯅꯨꯡꯗꯥ ꯃꯈꯥꯗ ꯄꯤꯔꯤꯕꯁꯤꯡꯁꯤ ꯌꯥꯎꯏ: ꯄ꯭ꯔꯣꯇꯤꯟ: ꯄ꯭ꯔꯣꯇꯤꯟꯅꯥ ꯍꯛꯆꯥꯡꯒꯤ ꯇꯤꯁꯨꯁꯤꯡ ꯁꯦꯝꯒꯠꯄꯗꯥ ꯑꯃꯁꯨꯡ ꯔꯤꯄꯦꯌꯥꯔ ꯇꯧꯕꯗ ꯃꯇꯦꯡ ꯄꯥꯡꯏ ꯑꯃꯁꯨꯡ ꯒ꯭ꯔꯣꯊ ꯑꯃꯁꯨꯡ ꯗꯤꯚꯦꯂꯞꯃꯦꯟꯠꯗꯥ ꯃꯇꯦꯡ ꯄꯥꯡꯏ꯫ ꯄ꯭ꯔꯣꯇꯤꯟꯒꯤ ꯑꯐꯕꯥ ꯁꯣꯔꯁꯁꯤꯡꯒꯤ ꯃꯅꯨꯡꯗ ꯃꯅꯥ ꯃꯁꯤꯡ, ꯉꯥ, ꯄꯣꯜꯇꯔꯤ, ꯉꯥ, ꯌꯦꯔꯨꯝ, ꯇꯣꯐꯨ, ꯑꯃꯁꯨꯡ ꯅꯠ ꯑꯁꯤ ꯌꯥꯎꯏ꯫ ꯃꯅꯥ-ꯃꯁꯤꯡ ꯑꯃꯁꯨꯡ ꯎꯍꯩ-ꯋꯥꯍꯩꯁꯤꯡ: ꯃꯅꯥ-ꯃꯁꯤꯡ ꯑꯃꯁꯨꯡ ꯎꯍꯩ-ꯋꯥꯍꯩꯁꯤꯡꯅ ꯑꯐꯕ ꯍꯛꯁꯦꯜꯒꯤ ꯃꯇꯦꯡ ꯄꯥꯡꯕꯗ ꯑꯃꯁꯨꯡ ꯀ꯭ꯔꯣꯅꯤꯛ ꯂꯥꯏꯅꯥꯁꯤꯡ ꯊꯤꯡꯕꯗ ꯃꯇꯦꯡ ꯄꯥꯡꯂꯤꯕ ꯇꯉꯥꯏꯐꯗꯕ ꯚꯤꯇꯥꯃꯤꯟꯁꯤꯡ, ꯃꯤꯅꯔꯦꯜꯁꯤꯡ ꯑꯃꯁꯨꯡ ꯐꯥꯏꯕꯔ ꯄꯤ꯫ ꯄꯥꯛ-ꯆꯥꯎꯔꯕ ꯅ꯭ꯌꯨꯇꯔꯤꯑꯦꯟꯠꯁꯤꯡꯒꯤꯗꯃꯛꯇ ꯃꯅꯥ ꯃꯁꯤꯡ ꯑꯃꯁꯨꯡ ꯎꯍꯩ-ꯋꯥꯍꯩꯁꯤꯡꯒꯤ ꯃꯆꯨ ꯃꯆꯨꯒꯤ ꯃꯤꯛꯁ ꯑꯃꯥ ꯁꯦꯝꯅꯕꯥ ꯄꯥꯟꯗꯝ ꯊꯝꯃꯨ꯫ ꯍꯣꯜ ꯒ꯭ꯔꯦꯟ: ꯍꯣꯜ ꯒ꯭ꯔꯦꯟ ꯑꯁꯤ ꯐꯤꯕꯔ ꯑꯃꯁꯨꯡ ꯑꯇꯩ ꯃꯔꯨꯑꯣꯏꯕꯥ ꯅ꯭ꯌꯨꯇꯔꯤꯑꯦꯟꯠꯁꯤꯡꯒꯤ ꯑꯐꯕꯥ ꯁꯣꯔꯁ ꯑꯃꯅꯤ꯫ ꯔꯤꯐꯥꯏꯟ ꯇꯧꯔꯕ ꯆꯦꯡꯒꯤ ꯃꯍꯨꯠꯇ ꯍꯣꯜ-ꯒ꯭ꯔꯦꯟ ꯕ꯭ꯔꯦꯗ, ꯄꯥꯁꯇꯥ, ꯆ‌ꯦꯡ, ꯀꯨꯏꯅꯥ ꯅꯠꯇꯔꯒ ꯑꯇꯩ ꯆꯦꯡꯁꯤꯡ ꯈꯜꯂꯨ꯫ ꯗꯥꯏꯔꯤ ꯅꯠꯇꯔꯒ ꯗꯥꯏꯔꯤꯒꯤ ꯑꯜꯇꯔꯅꯦꯇꯤꯚꯁꯤꯡ: ꯗꯥꯏꯔꯤꯒꯤ ꯄꯣꯠꯊꯣꯛꯁꯤꯡ ꯅꯠꯇꯔꯒꯥ ꯃꯈ‌ꯣꯏꯒꯤ ꯑꯜꯇꯔꯅꯦꯇꯤꯚꯁꯤꯡ ꯑꯁꯤꯅ ꯀꯦꯜꯁꯤꯌꯝ, ꯚꯤꯇꯥꯃꯤꯟ, ꯑꯃꯁꯨꯡ ꯑꯇꯩ ꯇꯉꯥꯏꯐꯗꯕꯥ ꯅ꯭ꯌꯨꯇꯔꯤꯑꯦꯟꯠꯁꯤꯡ ꯄꯤ, ꯃꯗꯨꯅ ꯁꯔꯨꯒꯤ ꯍꯛꯁꯦꯜꯗꯥ ꯃꯇꯦꯡ ꯄꯥꯡꯏ꯫ ꯐꯦꯠ ꯅꯦꯝꯕꯥ ꯅꯠꯇꯔꯒ ꯐꯦꯠ ꯂꯩꯇꯕ ꯁꯪꯒꯣꯝ, ꯌꯣꯒꯔ, ꯆꯦꯡ ꯅꯠꯇꯔꯒ ꯐꯣꯔꯇꯤꯐꯥꯏꯗ ꯁꯣꯏ, ꯑꯦꯜꯃꯟꯗ ꯅꯠꯇꯔꯒ ꯆꯦꯡꯒꯤ ꯁꯪꯒꯣꯝ ꯈꯜꯂꯨ꯫ ꯍꯛꯁꯦꯜ ꯐꯕꯥ ꯐꯦꯠꯁꯤꯡ: ꯍꯛꯆꯥꯡ ꯐꯕꯥ ꯐꯦꯠꯁꯤꯡ ꯑꯁꯤ ꯑꯄꯨꯟꯕꯥ ꯍꯛꯁꯦꯜꯒꯤꯗꯃꯛ ꯃꯊꯧ ꯇꯥꯏ ꯑꯃꯁꯨꯡ ꯃꯁꯤꯅꯥ ꯍꯥꯔꯠꯀꯤ ꯍꯛꯁꯦꯜꯗ ꯃꯇꯦꯡ ꯄꯥꯡꯕꯗ ꯃꯇꯦꯡ ꯄꯥꯡꯏ꯫ ꯃꯣꯅꯣꯑꯟꯁꯦꯆꯨꯔꯦꯇꯦꯗ ꯑꯃꯁꯨꯡ ꯄꯣꯂꯤꯑꯟꯁꯦꯆꯨꯔꯦꯇꯦꯗ ꯐꯦꯇꯁꯤꯡ ꯍꯥꯏꯕꯗꯤ ꯑꯣꯂꯤꯚ ꯑꯣꯜ, ꯑꯦꯚꯣꯀꯦꯗꯣ, ꯅꯠꯁ, ꯁꯤꯗ, ꯑꯃꯁꯨꯡ ꯐꯦꯇꯤ ꯐꯤꯁ ꯌꯥꯎꯕ ꯆꯤꯟꯖꯥꯛꯁꯤꯡ ꯈꯜꯂꯨ꯫ ꯐꯨꯗ ꯒ꯭ꯔꯨꯞꯁꯤꯡ ꯑꯁꯤꯒꯤ ꯃꯊꯛꯇ, ꯑꯍꯦꯟꯕꯥ ꯆꯤꯅꯤ, ꯁꯦꯆꯨꯔꯦꯇꯦꯗ ꯑꯃꯁꯨꯡ ꯇ꯭ꯔꯥꯟꯁ ꯐꯦꯠꯁꯤꯡ, ꯑꯃꯁꯨꯡ ꯁꯣꯗꯤꯌꯝꯁꯨ ꯂꯤꯃꯤꯠ ꯇꯧꯕꯁꯨ ꯃꯔꯨꯑꯣꯏ꯫ ꯑꯃꯁꯨꯡ, ꯇꯁꯦꯡꯕꯗꯤ, ꯏꯁꯤꯡ ꯃꯔꯥꯡ ꯀꯥꯏꯅ ꯊꯛꯄꯅ ꯍꯥꯏꯗ꯭ꯔꯦꯠ ꯑꯣꯏꯅꯥ ꯂꯩꯕꯥ ꯑꯁꯤꯁꯨ ꯌꯥꯝꯅ ꯕꯦꯂꯦꯟꯁ ꯑꯣꯏꯕ ꯆꯤꯟꯖꯥꯛ ꯑꯃꯒꯤꯗꯃꯛ ꯌꯥꯝꯅ ꯃꯔꯨꯑꯣꯏ꯫